ꯃꯇꯝ ꯑꯃꯗꯥ ꯃꯄꯥ ꯑꯃꯗꯤ ꯃꯆꯥꯅꯨꯄꯥ ꯑꯃꯥ ꯂꯩꯔꯝꯃꯤ꯫ ꯂꯧꯕꯨꯛꯇꯥ ꯀꯥꯂꯦꯟꯒꯤ ꯊꯕꯛ ꯂꯣꯏꯔꯕꯥ ꯃꯇꯨꯡꯗꯥ ꯃꯈꯣꯏꯅꯥ ꯃꯇꯝ ꯄꯨꯝꯅꯃꯛꯇꯥ ꯍꯤꯊꯥꯡꯐꯝꯁꯤꯡꯗꯥ ꯆꯠꯇꯨꯅꯥ ꯃꯅꯥꯛ ꯅꯛꯄꯥ ꯎꯃꯪꯗꯒꯤ ꯂꯧꯕꯨꯛ ꯀꯥꯞꯁꯤꯜꯂꯤ꯫ ꯐꯖꯔꯕꯥ ꯅꯨꯃꯤꯠ ꯑꯃꯗꯥ ꯃꯈꯣꯏꯅꯥ ꯎꯃꯪꯗꯒꯤ ꯆꯦꯟꯁꯤꯜꯂꯛꯄꯥ ꯎꯁꯤꯡ ꯑꯗꯨ ꯂꯧꯊꯣꯛꯅꯕꯥ ꯆꯠꯈꯤ꯫ ꯅꯨꯃꯤꯗꯥꯡꯒꯤ ꯆꯥꯛ ꯊꯣꯡꯅꯕꯥ ꯃꯄꯨꯡ ꯐꯥꯕꯥ ꯃꯐꯝ ꯑꯃꯗꯥ ꯌꯧꯔꯛꯄꯥ ꯃꯇꯝꯗꯥ ꯃꯄꯥꯅꯥ ꯆꯥꯛ ꯊꯣꯡꯅꯕꯥ ꯁꯦꯝ ꯁꯥꯕꯥ ꯍꯧꯔꯛꯈꯤ ꯑꯃꯁꯨꯡ ꯃꯆꯥꯅꯨꯄꯥ ꯑꯗꯨꯅꯥ ꯎꯃꯪ ꯑꯗꯨ ꯂꯧꯊꯣꯛꯅꯕꯥ ꯆꯪꯈꯤ꯫ ꯃꯄꯥ ꯑꯗꯨꯅꯥ ꯆꯥꯛ ꯊꯣꯡꯅꯕꯥ ꯁꯦꯝ ꯁꯥꯕꯥ ꯍꯧꯈꯤ꯫ ꯃꯍꯥꯛꯅꯥ ꯃꯅꯥꯛ ꯅꯛꯄꯗꯥ ꯃꯈꯣꯏꯅꯥ ꯄꯨꯔꯛꯄꯥ ꯁꯥꯔꯦꯡ ꯑꯗꯨ ꯂꯧꯊꯣꯛꯅꯕꯥ ꯎꯄꯥꯜ ꯑꯃꯥ ꯐꯪꯈꯤ ꯑꯗꯨꯒꯥ ꯈꯪꯍꯧꯗꯅꯥ ꯃꯍꯥꯛꯅꯥ ꯑꯀꯤꯕꯥ ꯈꯣꯟꯖꯦꯜ ꯑꯃꯒꯥ ꯂꯣꯏꯅꯅꯥ ꯃꯍꯥꯛꯀꯤ ꯃꯆꯥꯅꯨꯄꯥꯒꯤ ꯃꯃꯤꯡ ꯀꯧꯈꯤ꯫ ꯃꯆꯥꯅꯨꯄꯥ ꯑꯗꯨꯅꯥ ꯃꯄꯥꯒꯤ ꯈꯣꯟꯖꯦꯜ ꯇꯥꯕꯗꯥ ꯃꯐꯝ ꯑꯗꯨꯗꯥ ꯂꯥꯛꯈꯤ ꯑꯃꯁꯨꯡ ꯃꯄꯥꯒꯤ ꯄꯣꯖꯤꯁꯟ ꯑꯗꯨ ꯎꯕꯗꯥ ꯊꯋꯥꯏ ꯋꯥꯈꯤ꯫ ꯃꯄꯥꯒꯤ ꯈꯨꯎꯗꯒꯤ ꯍꯛꯆꯥꯡꯒꯤ ꯁꯔꯨꯛ ꯑꯍꯨꯝ ꯊꯣꯛꯄꯒꯤ ꯑꯃꯗꯤ ꯄꯥꯏꯊꯣꯡꯗꯥ ꯑꯣꯟꯊꯣꯛꯈ꯭ꯔꯦ꯫ ꯃꯆꯥꯅꯨꯄꯥ ꯑꯗꯨꯅꯥ ꯃꯗꯨ ꯄꯨꯝꯅꯃꯛ ꯑꯁꯤ ꯀꯔꯝꯅꯥ ꯑꯣꯏꯈꯤꯕꯒꯦ ꯍꯥꯏꯅꯥ ꯍꯪꯈꯤ꯫ ꯃꯄꯥ ꯑꯗꯨꯅꯥ ꯄꯥꯎꯈꯨꯝ ꯄꯤꯔꯛꯈꯤ ꯃꯗꯨꯗꯤ ꯃꯍꯥꯛꯅꯥ ꯁꯥꯔꯦꯡ ꯑꯗꯨ ꯂꯧꯕꯨꯛꯇꯥ ꯆꯦꯟꯊꯔꯛꯄꯥ ꯃꯇꯝꯗꯥ ꯃꯍꯥꯛꯀꯤ ꯍꯛꯆꯥꯡ ꯑꯗꯨ ꯄꯥꯏꯊꯣꯟꯗꯥ ꯑꯣꯟꯊꯣꯛꯏ ꯃꯔꯝ ꯑꯗꯨꯅꯥ ꯃꯆꯥꯅꯨꯄꯥ ꯑꯗꯨꯅꯥ ꯃꯍꯥꯛꯄꯨ ꯉꯥ ꯀꯛꯄꯥ ꯂꯦꯞꯍꯟꯅꯕꯥ ꯍꯥꯏꯈꯤ꯫ ꯃꯄꯥ ꯑꯗꯨꯅꯥ ꯃꯍꯥꯛꯄꯨ ꯃꯤꯑꯣꯏꯕꯥ ꯑꯃꯁꯨꯡ ꯄꯥꯏꯊꯣꯟ ꯑꯣꯏꯅꯥ ꯃꯇꯝ ꯆꯨꯞꯄꯗꯥ ꯍꯤꯡꯕꯥ ꯉꯝꯗꯦ ꯍꯥꯏꯅꯥ ꯍꯥꯏꯔꯛꯈꯤ ꯃꯔꯝ ꯑꯗꯨꯅꯥ ꯃꯍꯥꯛꯅꯥ ꯃꯄꯨꯡ ꯐꯥꯕꯥ ꯄꯥꯏꯊꯣꯟ ꯑꯃꯥ ꯑꯣꯏꯅꯥ ꯑꯣꯟꯊꯣꯛꯅꯕꯥ ꯑꯀꯟꯕꯥ ꯋꯥꯐꯝ ꯊꯝꯈꯤ ꯑꯃꯁꯨꯡ ꯉꯥ ꯑꯗꯨ ꯀꯛꯄꯥ ꯍꯧꯈꯤ꯫ ꯃꯆꯥꯅꯨꯄꯥ ꯑꯗꯨꯅꯥ ꯀꯞꯇꯨꯅꯥ ꯃꯍꯥꯛꯄꯨ ꯊꯤꯡꯅꯕꯥ ꯍꯣꯠꯅꯈꯤ ꯑꯗꯨꯕꯨ ꯑꯔꯥꯏꯕꯥ ꯑꯣꯏꯈꯤ꯫ ꯍꯧꯖꯤꯛ ꯃꯄꯥ ꯑꯗꯨꯅꯥ ꯃꯆꯥꯅꯨꯄꯥꯒꯤ ꯃꯃꯥꯡꯗꯥ ꯂꯦꯞꯂꯤꯕꯥ ꯄꯥꯏꯊꯣꯟ ꯑꯃꯥ ꯑꯣꯏꯔꯦ꯫ ꯃꯆꯥꯅꯨꯄꯥ ꯑꯗꯨꯅꯥ ꯌꯥꯝꯅꯥ ꯀꯟꯅꯥ ꯀꯞꯈꯤ ꯑꯃꯁꯨꯡ ꯃꯄꯥꯒꯤ ꯊꯧꯖꯥꯜ ꯐꯪꯖꯩ꯫ ꯃꯄꯥ ꯑꯗꯨꯅꯥ ꯃꯍꯥꯛꯀꯤ ꯃꯆꯥꯅꯨꯄꯥꯗꯥ ꯍꯥꯏꯈꯤ ꯃꯗꯨꯗꯤ ꯍꯧꯖꯤꯛꯇꯤ ꯃꯍꯥꯛ ꯄꯥꯏꯊꯣꯟ ꯑꯃꯥ ꯑꯣꯏꯔꯛꯄꯗꯒꯤ ꯃꯍꯥꯛ ꯃꯈꯣꯏꯒꯥ ꯂꯣꯏꯅꯅꯥ ꯂꯩꯕꯥ ꯌꯥꯔꯣꯏ ꯑꯗꯨꯕꯨ ꯃꯍꯥꯛ ꯆꯍꯤ ꯈꯨꯗꯤꯡꯒꯤ ꯍꯜꯂꯛꯇꯨꯅꯥ ꯃꯍꯥꯛꯄꯨ ꯌꯦꯡꯅꯕꯥ ꯑꯃꯁꯨꯡ ꯃꯍꯥꯛꯀꯤ ꯂꯝ ꯉꯥꯛ ꯁꯦꯟꯅꯕꯥ ꯂꯥꯛꯀꯅꯤ ꯑꯃꯁꯨꯡ ꯃꯍꯥꯛꯀꯤ ꯆꯥꯅꯕꯥ ꯁꯔꯨꯛ ꯑꯗꯨ ꯊꯥꯗꯣꯛꯅꯕꯥ ꯄꯥꯎꯇꯥꯛ ꯄꯤꯈꯤ꯫ ꯃꯁꯤ ꯍꯥꯏꯔꯒꯥ ꯃꯄꯥ ꯑꯗꯨ ꯆꯠꯈꯤ꯫ ꯄꯥꯎꯇꯥꯛ ꯄꯥꯎꯖꯦꯜ ꯃꯃꯥ ꯃꯄꯥꯁꯤꯡꯅꯥ ꯃꯇꯝ ꯄꯨꯝꯅꯃꯛꯇꯥ ꯃꯈꯣꯏꯒꯤ ꯃꯆꯥꯁꯤꯡꯕꯨ ꯅꯨꯡꯁꯤꯖꯩ꯫ ꯃꯄꯥ ꯑꯗꯨ ꯄꯥꯏꯊꯣꯟ ꯑꯣꯏꯅꯥ ꯑꯣꯟꯊꯣꯛꯂꯕꯁꯨ ꯃꯍꯥꯛꯅꯥ ꯆꯍꯤ ꯈꯨꯗꯤꯡꯒꯤ ꯃꯍꯥꯛꯀꯤ ꯃꯆꯥꯅꯨꯄꯥꯒꯤ ꯂꯝ ꯑꯗꯨ ꯉꯥꯛꯊꯣꯛꯄꯥ ꯉꯝꯈꯤ꯫